ꯀꯔꯤꯒꯤꯗꯃꯛꯇ ꯁꯣꯐꯇꯋꯥꯌꯔ ꯏꯟꯖꯤꯅꯤꯌꯔꯁꯤꯡꯒꯤ ꯗꯤꯃꯥꯟꯗ ꯌꯥꯝꯅ ꯂꯩꯕꯒꯦ ꯍꯥꯏꯕꯗꯨ ꯁꯟꯗꯣꯛꯅ ꯇꯥꯛꯄꯤꯌꯨ꯫ ꯁꯣꯐꯇꯋꯥꯌꯔ ꯏꯟꯖꯤꯅꯤꯌꯔꯁꯤꯡꯅ ꯁꯣꯐꯇꯋꯥꯌꯔ ꯁꯣꯜꯌꯨꯁꯟꯁꯤꯡ ꯗꯤꯖꯥꯏꯟ ꯇꯧꯕ, ꯁꯦꯝꯕ, ꯇꯦꯁꯠ ꯇꯧꯕ ꯑꯃꯁꯨꯡ ꯏꯝꯄꯂꯤꯃꯦꯟꯇ ꯇꯧꯕꯒꯤ ꯊꯧꯗꯥꯡ ꯂꯧꯏ꯫ ꯃꯈꯣꯏꯅ ꯃꯈꯣꯏꯒꯤ ꯀ꯭ꯔꯤꯌꯦꯇꯤꯕꯤꯇꯤ ꯑꯃꯁꯨꯡ ꯇꯦꯛꯅꯤꯀꯦꯜ ꯑꯦꯛꯁꯄꯔꯇꯁꯤꯡ ꯑꯁꯤ ꯁꯤꯖꯤꯟꯅꯗꯨꯅ ꯑꯅꯧꯕꯥ ꯃꯇꯝꯒꯤ ꯑꯦꯄꯂꯤꯀꯦꯁꯟ ꯑꯃꯁꯨꯡ ꯁꯤꯁꯇꯦꯝꯁꯤꯡꯗꯒꯤ ꯍꯧꯔꯒ ꯄ꯭ꯔꯣꯕ꯭ꯂꯦꯝ ꯁꯣꯜꯕ ꯇꯧꯕ ꯑꯦꯜꯒꯣꯔꯤꯊꯝꯁꯤꯡ ꯐꯥꯎꯕ ꯁꯦꯝꯒꯠꯂꯤ꯫ ꯃꯁꯤꯒꯤ ꯄ꯭ꯔꯣꯐꯦꯁꯟ ꯑꯁꯤ ꯃꯔꯝ ꯀꯌꯥꯒꯤ ꯃꯔꯝꯗꯒꯤ ꯌꯥꯝꯅ ꯗꯤꯃꯥꯟꯗ ꯇꯧꯔꯤ꯫ ꯑꯍꯥꯟꯕ ꯑꯃꯁꯨꯡ ꯑꯔꯣꯏꯕ ꯑꯣꯏꯅ, ꯑꯩꯈꯣꯏꯅ ꯍꯦꯟꯅ ꯗꯤꯖꯤꯇꯦꯜ ꯑꯣꯏꯔꯛꯂꯤꯕ ꯃꯥꯂꯦꯝ ꯑꯁꯤꯗ ꯍꯤꯡꯂꯤ꯫ ꯚꯔꯆꯨꯑꯦꯜ ꯑꯣꯏꯅ ꯏꯟꯗꯁ꯭ꯇꯔꯤ ꯈꯨꯗꯤꯡꯃꯛꯅ ꯃꯈꯣꯏꯒꯤ ꯑꯣꯄꯔꯦꯁꯟꯁꯤꯡ ꯍꯦꯟꯒꯠꯍꯟꯅꯕ, ꯀꯁ꯭ꯇꯃꯔ ꯍꯦꯟꯅ ꯌꯧꯍꯟꯅꯕ ꯅꯠꯇꯔꯒꯥ ꯑꯅꯧꯕꯥ ꯄꯣꯠꯊꯣꯛꯁꯤꯡ ꯄꯨꯊꯣꯛꯅꯕ ꯇꯦꯛꯅꯣꯂꯣꯖꯤ ꯁꯤꯖꯤꯟꯅꯕꯒꯤ ꯄꯥꯝꯕꯩꯁꯤꯡ ꯊꯤꯔꯤ꯫ ꯗꯤꯖꯤꯇꯦꯜ ꯇ꯭ꯔꯥꯟꯁꯐꯣꯔꯃꯦꯁꯟꯒꯤ ꯃꯥꯏꯀꯩꯗ ꯄꯨꯁꯤꯜꯂꯛꯄ ꯑꯁꯤꯅ ꯑꯍꯣꯡꯕꯁꯤꯡ ꯑꯁꯤ ꯄꯨꯔꯛꯄ ꯉꯝꯍꯜꯂꯤꯕ ꯁꯣꯐꯋꯦꯌꯔ ꯁꯣꯂꯨꯁꯟꯁꯤꯡ ꯑꯃꯁꯨꯡ ꯁꯤꯁ꯭ꯇꯦꯝꯁꯤꯡ ꯁꯦꯝꯒꯠꯅꯕ ꯁꯣꯐꯋꯦꯌꯔ ꯏꯟꯖꯤꯅꯤꯌꯔꯁꯤꯡꯒꯤ ꯗꯤꯃꯥꯟꯗ ꯌꯥꯝꯅ ꯂꯩ ꯍꯥꯏꯕꯅꯤ꯫ ꯑꯅꯤꯁꯨꯕꯗ, ꯇꯦꯛꯅꯣꯂꯣꯖꯤꯒꯤ ꯌꯥꯝꯅ ꯊꯨꯅ ꯍꯣꯡꯂꯛꯂꯤꯕ ꯃꯑꯣꯡ ꯑꯁꯤꯅ ꯁꯣꯐꯋꯦꯌꯔ ꯏꯟꯖꯤꯅꯤꯌꯔꯁꯤꯡꯅ ꯈ꯭ꯕꯥꯏꯗꯒꯤ ꯅꯧꯕ ꯑꯅꯧꯕ ꯊꯧꯑꯣꯡꯁꯤꯡꯒ ꯂꯣꯏꯅꯅ ꯆꯠꯃꯤꯟꯅꯅꯕ ꯑꯃꯁꯨꯡ ꯃꯈꯣꯏꯒꯤ ꯀꯝꯄꯦꯅꯤꯁꯤꯡꯅ ꯄꯤꯔꯤꯕ ꯄꯣꯠꯊꯣꯛꯁꯤꯡ ꯑꯃꯁꯨꯡ ꯁꯔꯕꯤꯁꯁꯤꯡꯗ ꯌꯥꯎꯍꯟꯅꯕ ꯂꯦꯞꯄ ꯂꯩꯇꯅ ꯃꯊꯧ ꯇꯥꯔꯤ ꯍꯥꯏꯕꯅꯤ꯫ ꯃꯁꯤꯗ ꯗꯦꯇꯥ ꯑꯦꯅꯥꯂꯥꯏꯇꯤꯛꯁ, ꯑꯥꯔꯇꯤꯐꯤꯁꯤꯑꯦꯜ ꯏꯟꯇꯤꯂꯤꯖꯦꯟꯁ, ꯀ꯭ꯂꯥꯎꯗ ꯀꯝꯄ꯭ꯌꯨꯇꯤꯡ, ꯑꯃꯁꯨꯡ ꯁꯥꯏꯕꯔꯁꯦꯀ꯭ꯌꯨꯔꯤꯇꯤꯒꯤ ꯑꯍꯣꯡꯕꯁꯤꯡꯒ ꯂꯣꯏꯅꯅ ꯆꯠꯃꯤꯟꯅꯕ ꯌꯥꯎꯔꯤ, ꯃꯈꯣꯏ ꯄꯨꯝꯅꯃꯛ ꯑꯁꯤ ꯉꯁꯤꯒꯤ ꯀꯩꯊꯦꯜꯗ ꯃꯔꯤ ꯂꯩꯅꯕ ꯑꯃꯁꯨꯡ ꯀꯝꯄꯤꯇꯤꯇꯤꯕ ꯑꯣꯏꯅ ꯂꯩꯅꯕꯒꯤꯗꯃꯛꯇ ꯌꯥꯝꯅ ꯃꯔꯨ ꯑꯣꯏ꯫ ꯑꯔꯣꯏꯕꯗ, ꯀ꯭ꯕꯥꯂꯤꯐꯥꯏꯗ ꯁꯣꯐꯋꯦꯌꯔ ꯏꯟꯖꯤꯅꯤꯌꯔꯁꯤꯡꯒꯤ ꯑꯋꯥꯠꯄꯥ ꯂꯩꯔꯤ, ꯃꯁꯤꯅ ꯃꯁꯤꯕꯨ ꯌꯥꯝꯅ ꯀꯝꯄꯤꯇꯤꯇꯤꯕ ꯑꯣꯏꯕ ꯂꯝ ꯑꯃ ꯑꯣꯏꯍꯜꯂꯦ꯫ ꯃꯈꯣꯏꯕꯨ ꯃꯄꯨꯡ ꯐꯥꯍꯟꯅꯕ ꯃꯤꯑꯣꯏꯁꯤꯡ ꯂꯩꯕꯗꯒꯤ ꯍꯦꯟꯅ ꯑꯣꯄꯟ ꯑꯣꯏꯕ ꯄꯣꯖꯤꯁꯟꯁꯤꯡ ꯂꯩꯕꯅ ꯀꯝꯄꯦꯅꯤꯁꯤꯡꯅ ꯈ꯭ꯋꯥꯏꯗꯒꯤ ꯐꯕ ꯇꯦꯂꯦꯟꯇꯀꯤꯗꯃꯛ ꯃꯀꯣꯛ ꯊꯣꯡꯕ ꯗꯣꯜꯂꯔ ꯄꯤꯕꯥ ꯌꯥꯏ꯫ ꯃꯁꯤꯅ ꯃꯔꯝ ꯑꯣꯏꯗꯨꯅ ꯀꯝꯄꯦꯅꯤꯁꯤꯡꯅ ꯃꯈꯣꯏꯒꯤ ꯇꯤꯝꯁꯤꯡꯗ ꯈ꯭ꯋꯥꯏꯗꯒꯤ ꯐꯕ ꯑꯃꯁꯨꯡ ꯃꯉꯥꯜ ꯂꯩꯕ ꯃꯤꯑꯣꯏꯁꯤꯡ ꯄꯨꯛꯅꯤꯡ ꯆꯤꯡꯁꯤꯟꯅꯕ ꯍꯣꯠꯅꯕꯅ ꯁꯣꯐꯋꯦꯌꯔ ꯏꯟꯖꯤꯅꯤꯌꯔꯁꯤꯡꯒꯤ ꯗꯤꯃꯥꯟꯗ ꯍꯦꯟꯒꯠꯂꯦ꯫ ꯂꯣꯏꯁꯤꯜꯂꯛꯄꯗ, ꯏꯟꯗꯁ꯭ꯇꯔꯤ ꯄꯨꯝꯅꯃꯛꯇ ꯇꯦꯛꯅꯣꯂꯣꯖꯤ ꯁꯣꯂꯨꯁꯟꯁꯤꯡꯒꯤ ꯃꯊꯧ ꯇꯥꯕ ꯍꯦꯟꯒꯠꯂꯛꯄ, ꯇꯦꯛꯅꯣꯂꯣꯖꯤꯒꯤ ꯑꯅꯧꯕꯥ ꯄꯨꯊꯣꯛꯄꯒꯤ ꯈꯣꯡꯖꯦꯜ ꯌꯥꯡꯅ ꯆꯪꯁꯤꯜꯂꯛꯄ, ꯑꯃꯁꯨꯡ ꯂꯝ ꯑꯁꯤꯗ ꯀ꯭ꯋꯥꯂꯤꯐꯥꯏꯗ ꯄ꯭ꯔꯣꯐꯦꯁ꯭ꯅꯦꯜꯁꯤꯡꯒꯤ ꯑꯋꯥꯠꯄ ꯂꯩꯕꯅ ꯃꯔꯝ ꯑꯣꯏꯗꯨꯅ ꯁꯣꯐꯋꯦꯌꯔ ꯏꯟꯖꯤꯅꯤꯌꯔꯁꯤꯡꯒꯤ ꯗꯤꯃꯥꯟꯗ ꯌꯥꯝꯅ ꯂꯩꯔꯤ꯫ ꯍꯥꯏꯔꯤꯕ ꯋꯥꯐꯝꯁꯤꯡ ꯑꯁꯤꯅ ꯁꯣꯐꯋꯦꯌꯔ ꯏꯟꯖꯤꯅꯤꯌꯔꯁꯤꯡꯕꯨ ꯌꯥꯝꯅ ꯄꯥꯝꯅꯕ ꯑꯃꯁꯨꯡ ꯃꯃꯜ ꯌꯥꯝꯅ ꯇꯥꯡꯕ ꯌꯥꯝꯅ ꯀꯝꯄꯤꯇꯤꯇꯤꯕ ꯑꯣꯏꯕ ꯊꯕꯛ ꯀꯩꯊꯦꯜ ꯑꯃ ꯁꯦꯝꯒꯠꯂꯦ꯫।